ꯍꯧꯖꯤꯛ ꯑꯩꯈꯣꯏꯅ ꯃꯄꯨꯡ ꯐꯥꯅꯥ ꯊꯕꯛ ꯇꯧꯕ ꯉꯝꯕ ꯋꯦꯕꯇ ꯌꯨꯝꯐꯝ ꯑꯣꯏꯕꯥ ꯇꯤꯛ-ꯇꯦꯛ-ꯇꯣ ꯒꯦꯝ ꯑꯃ ꯂꯩꯔꯦ, ꯃꯗꯨ ꯄ꯭ꯂꯦꯌꯔꯁꯤꯡꯅ ꯅꯨꯡꯉꯥꯏꯅ ꯂꯧꯕ ꯌꯥꯒꯅꯤ꯫। ꯑꯄꯤꯕ ꯋꯥꯍꯩ ꯑꯃꯥ ꯂꯧꯔꯒꯥ ꯕꯔꯕ ꯑꯗꯨ ꯃꯗꯨꯒꯤ ꯄꯥꯁꯠ ꯇꯦꯟꯁꯇ ꯍꯣꯡꯗꯣꯛꯎ꯫ ꯃꯍꯥꯛꯅ ꯆꯣꯀꯣꯂꯦꯠ ꯑꯗꯨ ꯂꯧꯏ꯫ ꯃꯍꯥꯛꯅ ꯆꯣꯀꯣꯂꯦꯠ ꯑꯗꯨ ꯂꯧꯈꯤ꯫ ꯗꯤꯁ꯭ꯀꯔꯤꯄꯁꯟ ꯑꯃ ꯄꯤꯔꯒꯥ, ꯂꯣꯒꯣ ꯑꯃ ꯖꯦꯅꯦꯔꯦꯠ ꯇꯧ꯫ ꯑꯁꯪꯕꯥ ꯎꯃꯪ ꯑꯃꯅ ꯀꯨꯞꯁꯤꯜꯂꯕ ꯇꯨꯔꯦꯜ ꯑꯃ, ꯃꯁꯤꯅꯥ ꯔꯦꯁꯤꯂꯤꯌꯦꯟꯁ ꯑꯃꯁꯨꯡ ꯄꯥꯡꯒꯜꯒꯤ ꯃꯍꯨꯠ ꯁꯤꯜꯂꯤ꯫ ꯑꯩꯍꯥꯛ ꯌꯥꯝꯅꯥ ꯅꯨꯡꯉꯥꯏꯖꯩ, ꯑꯗꯨꯕꯨ ꯑꯩꯍꯥꯛ ꯑꯦ. ꯑꯥꯏ. ꯒꯤ ꯂꯣꯜ ꯃꯣꯗꯦꯜ ꯑꯃꯅꯤ ꯑꯃꯁꯨꯡ ꯒ꯭ꯔꯥꯐꯤꯛ ꯅꯠꯔꯒꯥ ꯚꯤꯖꯨꯑꯦꯜ ꯗꯤꯖꯥꯏꯅꯁꯤꯡ ꯁꯦꯝꯒꯠꯄꯒꯤ ꯊꯧꯅꯥ ꯂꯩꯇꯦ꯫ ꯑꯗꯨꯝ ꯑꯣꯏꯅꯃꯛ, ꯑꯩꯅꯥ ꯂꯣꯒꯣ ꯑꯁꯤꯒꯤꯗꯃꯛꯇꯥ ꯗꯤꯖꯥꯏꯅꯒꯤ ꯋꯥꯈꯜꯂꯣꯟ ꯑꯃꯥ ꯁꯖꯦꯁꯠ ꯇꯧꯕꯥ ꯌꯥꯏ: ꯃꯁꯤ ꯃꯥꯂꯦꯝꯒꯤ ꯑꯣꯏꯕꯥ ꯈꯣꯟꯖꯦꯜꯁꯤꯡꯗꯥ ꯇꯨꯔꯦꯜ ꯑꯃꯒꯤ ꯁ꯭ꯇꯥꯏꯂꯥꯏꯖ ꯇꯧꯔꯕꯥ ꯏꯃꯦꯖ ꯑꯃꯥ ꯑꯣꯏꯕꯥ ꯌꯥꯏ, ꯃꯁꯤꯒꯤ ꯕꯦꯖ ꯑꯁꯤꯒꯤ ꯑꯀꯣꯏꯕꯗꯥ ꯎꯁꯤꯡꯅꯥ ꯑꯁꯪꯕꯥ ꯎꯃꯪ ꯑꯁꯤꯕꯨ ꯔꯤꯄꯔꯖꯦꯟꯇ ꯇꯧꯕꯥ ꯌꯥꯏ꯫ ꯎꯁꯤꯡ ꯑꯁꯤ ꯂꯝꯂꯛꯀꯤ ꯁꯥ-ꯎꯆꯦꯛ ꯑꯃꯁꯨꯡ ꯆꯥꯎꯈꯠꯄꯥ ꯎꯠꯅꯕꯥ ꯇꯣꯉꯥꯟ ꯇꯣꯉꯥꯟꯕ ꯃꯆꯨꯒꯤ ꯃꯆꯨꯗꯥ ꯂꯩꯕꯥ ꯌꯥꯏ, ꯑꯗꯨꯒꯥ ꯇꯨꯔꯦꯜ ꯑꯁꯤꯅꯥ ꯑꯀꯟꯕꯥ ꯑꯃꯁꯨꯡ ꯄꯥꯡꯒꯜ ꯎꯠꯅꯕꯥ ꯑꯉꯧꯕꯥ, ꯕꯦꯖ ꯅꯠꯇꯔꯒꯥ ꯑꯉꯧꯕꯥ ꯃꯆꯨꯒꯤ ꯃꯆꯨꯗꯥ ꯑꯣꯏꯕꯥ ꯌꯥꯏ꯫ ꯗꯤꯖꯥꯏꯟ ꯑꯁꯤꯒꯤ ꯑꯄꯨꯟꯕ ꯃꯑꯣꯡ ꯑꯁꯤ ꯃꯤꯅꯤꯃꯥꯂꯤꯁꯠ ꯑꯃꯁꯨꯡ ꯖꯤꯑꯣꯃꯦꯠꯔꯤꯛ ꯑꯣꯏꯕꯥ ꯌꯥꯏ, ꯅꯠꯇꯔꯒꯥ ꯃꯁꯤ ꯅꯍꯥꯛꯀꯤ ꯕ꯭ꯔꯥꯟꯗꯒꯤ ꯑꯦꯁꯇꯦꯇꯤꯛꯀꯤ ꯃꯇꯨꯡ ꯏꯟꯅꯥ ꯍꯦꯟꯅꯥ ꯑꯀꯨꯞꯄꯥ ꯑꯃꯁꯨꯡ ꯔꯤꯑꯦꯂꯤꯁꯇꯤꯛ ꯑꯣꯏꯕꯥ ꯌꯥꯏ꯫ ꯀꯣꯕꯤꯗ-ꯇꯔꯥ ꯃꯥꯄꯥꯥꯜꯅꯥ ꯇ꯭ꯔꯦꯚꯦꯜ ꯏꯟꯗꯁꯇꯔꯤꯗꯥ ꯄꯤꯔꯤꯕꯥ ꯁꯥꯐꯨꯒꯤ ꯃꯇꯥꯡꯗꯥ ꯋꯥꯍꯩ ꯈꯔꯥ ꯏꯕꯤꯌꯨ꯫ ꯀꯣꯕꯤꯗ-ꯇꯔꯥ ꯃꯥꯄꯥꯜꯅ ꯇ꯭ꯔꯥꯚꯦꯜ ꯏꯟꯗꯁꯇꯔꯤꯗꯥ ꯄꯤꯔꯤꯕꯥ ꯁꯥꯐꯨ ꯑꯁꯤ ꯌꯥꯝꯅ ꯁꯥꯊꯤꯅ ꯁꯣꯛꯍꯜꯂꯦ꯫ ꯂꯥꯏꯆꯠ ꯑꯁꯤꯅꯥ ꯃꯔꯝ ꯑꯣꯏꯗꯨꯅꯥ ꯉꯝꯈꯩ ꯊꯤꯡꯖꯤꯅꯕꯥ, ꯂꯣꯛꯗꯥꯎꯟ, ꯑꯃꯁꯨꯡ ꯆꯠꯊꯣꯛ-ꯆꯠꯁꯤꯟꯗꯥ ꯑꯊꯤꯡꯕꯥ ꯊꯝꯈꯤ, ꯃꯗꯨꯅꯥ ꯃꯔꯝ ꯑꯣꯏꯔꯒꯥ ꯃꯥꯂꯦꯃꯒꯤ ꯇꯨꯔꯤꯖꯃꯗꯥ ꯌꯥꯝꯅꯥ ꯍꯟꯊꯈꯤ꯫ ꯑꯦꯌꯔꯂꯥꯏꯅꯁꯤꯡ, ꯇ꯭ꯔꯦꯚꯦꯜ ꯑꯦꯖꯦꯟꯁꯤꯁꯤꯡ, ꯇꯨꯔ ꯑꯣꯄꯔꯦꯇꯔꯁꯤꯡ, ꯑꯃꯁꯨꯡ ꯍꯣꯇꯦꯜꯁꯤꯡ ꯑꯁꯤ ꯈ꯭ꯋꯥꯏꯗꯒꯤ ꯁꯣꯛꯍꯜꯂꯕꯥ ꯕꯤꯖꯤꯅꯦꯁꯁꯤꯡꯒꯤ ꯃꯅꯨꯡꯗꯥ ꯑꯃꯅꯤ, ꯀꯌꯥ ꯑꯃꯅꯥ ꯁꯦꯜ-ꯊꯨꯝꯒꯤ ꯑꯋꯥꯕꯥ ꯑꯃꯁꯨꯡ ꯊꯕꯛ ꯁꯨꯕꯒꯤ ꯑꯋꯥꯕꯥ ꯃꯥꯌꯣꯛꯅꯈꯤ꯫ ꯇ꯭ꯔꯦꯚꯦꯜ ꯏꯟꯗꯁꯇ꯭ꯔꯤ ꯐꯒꯠꯂꯛꯄꯥ ꯑꯁꯤ ꯇꯞꯅꯥ ꯇꯞꯅꯥ ꯑꯃꯁꯨꯡ ꯁꯤꯡꯅꯕꯥ ꯑꯃꯥ ꯑꯣꯏꯒꯅꯤ ꯍꯥꯏꯅꯥ ꯄꯥꯅꯔꯤ ꯑꯃꯁꯨꯡ ꯃꯁꯤ ꯚꯥꯏꯔꯁ ꯁꯟꯗꯣꯔꯛꯄꯥ ꯊꯤꯡꯅꯕꯥ ꯈꯣꯡꯊꯥꯡꯁꯤꯡꯒꯤ ꯏꯐꯦꯛꯇꯤꯕꯅꯦꯁꯇꯥ ꯃꯈꯥ ꯄꯣꯜꯂꯤ, ꯃꯁꯤꯒꯥ ꯂꯣꯏꯅꯅ ꯃꯥꯂꯦꯝꯒꯤ ꯑꯣꯏꯅꯥ ꯇꯤꯀꯥ ꯊꯥꯅꯕꯥ ꯍꯣꯠꯅꯔꯤꯕꯁꯤꯡ ꯑꯁꯤꯒꯤ ꯈꯣꯡꯖꯦꯂꯗꯥ ꯃꯈꯥ ꯄꯣꯜꯂꯤ꯫ ꯍꯧꯈꯤꯕꯥ ꯆꯍꯤ ꯈꯔꯁꯤꯗꯥ ꯚꯦꯒꯥꯟ ꯑꯣꯏꯔꯀꯄꯥ ꯁꯦꯂꯤꯕ꯭ꯔꯦꯇꯤ ꯑꯃꯒꯤ ꯃꯃꯤꯡ ꯊꯣꯅꯕꯤꯌꯨ꯫ ꯍꯧꯈꯤꯕꯥ ꯆꯍꯤ ꯈꯔꯁꯤꯗꯥ ꯚꯦꯒꯟ ꯑꯣꯏꯔꯛꯈꯤꯕꯥ ꯁꯦꯂꯤꯕ꯭ꯔꯦꯇꯤ ꯑꯃꯗꯤ ꯄꯣꯞ ꯁꯨꯄꯔꯁ꯭ꯇꯥꯔ ꯕꯤꯂꯤ ꯏꯂꯤꯁꯅꯤ, ꯃꯍꯥꯛꯅꯥ ꯂꯤꯁꯤꯡ ꯑꯃꯤ ꯇꯔꯑ ꯅꯤꯄꯥꯜꯗꯥ ꯚꯦꯒꯥꯟꯒꯤ ꯄꯨꯟꯁꯤ ꯃꯍꯤꯡ ꯑꯃꯥ ꯂꯧꯈꯠꯈꯤ ꯍꯥꯏꯅꯥ ꯂꯥꯎꯊꯣꯛꯈꯤ꯫ ꯑꯦ ꯢ ꯇꯦꯁꯠ ꯑꯃꯒꯤ ꯄꯥꯟꯗꯝ ꯑꯗꯨ ꯐꯣꯡꯗꯣꯛꯄꯤꯌꯨ꯫ ꯑꯦ ꯢ ꯇꯦꯁꯠ ꯍꯥꯏꯕꯁꯤ ꯑꯀꯛꯅꯕꯥ ꯄꯣꯠꯊꯣꯛ, ꯐꯤꯆꯔ ꯅꯠꯇꯔꯒꯥ ꯃꯥꯔꯀꯦꯇꯤꯡ ꯁ꯭ꯇꯔꯦꯇꯦꯖꯤ ꯑꯃꯒꯤ ꯇꯣꯉꯥꯟ ꯇꯣꯉꯥꯟꯕ ꯚꯔꯖꯟ ꯑꯅꯤꯒꯤ ꯏꯐꯦꯛꯇꯤꯕꯅꯦꯁ ꯆꯥꯡꯗꯝꯅꯕꯥ ꯑꯃꯁꯨꯡ ꯏꯚꯥꯂꯨꯑꯦꯠ ꯇꯧꯕꯗꯥ ꯁꯤꯖꯤꯟꯅꯕꯥ ꯁ꯭ꯇꯦꯇꯤꯁ꯭ꯇꯤꯀꯦꯜ ꯃꯦꯊꯗ ꯑꯃꯅꯤ꯫ ꯑꯦ ꯢ ꯇꯦꯁꯠ ꯑꯃꯒꯤ ꯄꯥꯟꯗꯝꯗꯤ ꯚꯔꯖꯟ ꯑꯅꯤ ꯑꯁꯤꯒꯤ ꯃꯅꯨꯡꯗꯥ ꯀꯅꯥꯅꯥ ꯍꯦꯟꯅꯥ ꯐꯕꯥ ꯊꯕꯛ ꯇꯧꯔꯤꯕꯒꯦ ꯑꯃꯁꯨꯡ ꯑꯀꯛꯅꯕꯥ ꯄꯥꯟꯗꯝ ꯑꯃꯥ ꯐꯪꯕꯗꯥ ꯍꯦꯟꯅꯥ ꯃꯥꯏ ꯄꯥꯛꯂꯤꯕꯒꯦ ꯍꯥꯏꯕꯗꯨ ꯈꯪꯗꯣꯛꯄꯅꯤ, ꯃꯗꯨꯗꯤ ꯌꯨꯖꯔ ꯑꯦꯡꯒꯦꯖꯃꯦꯟꯇ ꯍꯦꯟꯒꯠꯍꯟꯕꯥ, ꯀꯟꯕꯔꯁꯟ ꯔꯦꯠ, ꯅꯠꯇꯔꯒꯥ ꯁꯦꯜꯁꯤꯡ ꯑꯁꯤꯅꯆꯤꯡꯕꯅꯤ꯫ ꯃꯁꯤ ꯌꯨꯖꯔ ꯀꯥꯡꯂꯨꯞ ꯑꯅꯤꯕꯨ ꯚꯔꯖꯟ ꯑꯦ ꯅꯠꯇꯔꯒꯥ ꯚꯔꯖꯟ ꯕꯤ ꯑꯃꯗꯥ ꯔꯦꯟꯗꯝ ꯑꯣꯏꯅꯥ ꯑꯦꯁꯥꯏꯟ ꯇꯧꯗꯨꯅꯥ ꯇꯧꯏ, ꯑꯃꯁꯨꯡ ꯃꯗꯨꯒꯤ ꯃꯇꯨꯡꯗꯥ ꯔꯤꯖꯜꯇꯁꯤꯡ ꯑꯗꯨ ꯆꯥꯡꯗꯝꯅꯗꯨꯅꯥ ꯀꯔꯝꯕꯥ ꯚꯔꯖꯅꯅꯥ ꯍꯦꯟꯅꯥ ꯐꯕꯥ ꯐꯜꯁꯤꯡ ꯄꯨꯊꯣꯛꯄꯒꯦ ꯍꯥꯏꯕꯗꯨ ꯌꯦꯡꯁꯤꯜꯂꯤ꯫ ꯑꯦ ꯢ ꯇꯦꯁꯇꯀꯤ ꯔꯤꯖꯜꯇꯁꯤꯡ ꯑꯁꯤꯅꯥ ꯃꯃꯜ ꯌꯥꯝꯂꯕꯥ ꯋꯥꯈꯜꯂꯣꯟꯁꯤꯡ ꯄꯤꯕꯥ ꯉꯝꯒꯅꯤ ꯑꯃꯁꯨꯡ ꯕꯤꯖꯤꯅꯦꯁꯁꯤꯡꯗꯥ ꯃꯈꯣꯏꯒꯤ ꯄꯣꯠꯊꯣꯛ ꯅꯠꯇꯔꯒꯥ ꯁ꯭ꯇꯔꯦꯇꯦꯖꯤ ꯑꯁꯤ ꯀꯔꯝꯅꯥ ꯐꯒꯠꯍꯟꯒꯅꯤ ꯍꯥꯏꯕꯒꯤ ꯃꯇꯥꯡꯗꯥ ꯗꯦꯇꯥꯗꯥ ꯌꯨꯝꯐꯝ ꯑꯣꯏꯕꯥ ꯋꯥꯔꯦꯞ ꯂꯧꯕꯗꯥ ꯃꯇꯦꯡ ꯄꯥꯡꯒꯅꯤ꯫ ꯃꯈꯥꯗꯥ ꯄꯤꯔꯤꯕꯥ ꯂꯤꯁꯠ ꯑꯁꯤ ꯄꯤꯔꯒꯥ, ꯃꯈꯣꯏꯕꯨ ꯀꯥꯡꯂꯨꯞ ꯑꯅꯤꯗꯥ ꯈꯥꯏꯗꯣꯛꯎ꯫ ꯉꯥ, ꯏꯒꯜ, ꯍꯔꯤ, ꯁꯤꯡꯍ꯫ ꯀꯥꯡꯂꯨꯞ ꯋꯥꯟ: ꯃꯔꯨꯑꯣꯏꯅꯥ ꯂꯝꯗꯥ ꯂꯩꯕꯥ ꯁꯥꯁꯤꯡ: ꯍꯔꯤ ꯁꯤꯡꯍ ꯀꯥꯡꯂꯨꯞ ꯇꯨ: ꯑꯇꯩ ꯑꯀꯣꯏꯔꯣꯟꯁꯤꯡꯗꯥ ꯂꯩꯕꯥ ꯁꯥꯁꯤꯡ: ꯉꯥ (ꯏꯁꯤꯡꯗꯥ ꯂꯩꯕꯥ) ꯏꯒꯜ (ꯅꯨꯡꯁꯤꯠ)꯫